ꯏꯂꯦꯛꯇ꯭ꯔꯣꯟ ꯇ꯭ꯔꯥꯟꯁꯄꯣꯔꯠ ꯆꯦꯟ: ꯃꯁꯤꯒꯤ ꯊꯧꯑꯣꯡ ꯑꯁꯤ ꯃꯥꯏꯇꯣꯀꯣꯟꯗ꯭ꯔꯤꯌꯥꯒꯤ ꯃꯅꯨꯡꯒꯤ ꯃꯤꯠꯌꯦꯡꯗ ꯊꯣꯛꯏ ꯑꯃꯁꯨꯡ ꯃꯁꯤꯗꯥ ꯄ꯭ꯔꯣꯇꯤꯟ ꯀꯝꯄ꯭ꯂꯦꯛꯁꯁꯤꯡꯒꯤ ꯆꯦꯟ ꯑꯃꯒꯤ ꯈꯨꯠꯊꯥꯡꯗ ꯅꯤꯀꯣꯇꯤꯅꯥꯃꯥꯏꯠ ꯑꯦꯗꯤꯅꯤꯟ ꯗꯥꯏꯅꯤꯀ꯭ꯂꯨꯇꯥꯏꯠ ꯑꯃꯁꯨꯡ ꯐ꯭ꯂꯥꯚꯤꯟ ꯑꯦꯗꯤꯅꯤꯟ ꯗꯥꯏꯅꯤꯀ꯭ꯂꯨꯇꯥꯏꯠ ꯑꯅꯤꯗꯒꯤ ꯏꯂꯦꯛꯇ꯭ꯔꯣꯟꯁꯤꯡ ꯇ꯭ꯔꯥꯟꯁꯐꯔ ꯇꯧꯕ ꯌꯥꯎꯏ꯫ ꯃꯁꯤꯒꯤ ꯊꯧꯑꯣꯡ ꯑꯁꯤꯅ ꯑꯦꯗꯤꯅꯣꯁꯤꯟ ꯇ꯭ꯔꯥꯏꯐꯣꯁꯐꯦꯠ ꯑꯃꯁꯨꯡ ꯏꯁꯤꯡ ꯄꯨꯊꯣꯛꯏ ꯃꯁꯤꯗ ꯑꯣꯛꯁꯤꯖꯦꯟꯅ ꯑꯔꯣꯏꯕꯥ ꯏꯂꯦꯛꯇ꯭ꯔꯣꯟ ꯂꯧꯁꯤꯟꯕ ꯑꯣꯏꯅ ꯊꯕꯛ ꯇꯧꯏ꯫ ꯁꯥꯍꯤꯇ꯭ꯌꯥꯒꯤ ꯂꯝꯗ ꯃꯈꯜ ꯑꯍꯨꯝꯒꯤ ꯃꯃꯤꯡ ꯊꯣꯟꯕꯤꯌꯨ꯫ ꯐꯤꯛꯁꯟ: ꯖꯤꯟ ꯑꯁꯤꯒꯤ ꯃꯅꯨꯡꯗ ꯋꯥꯈꯜꯅ ꯁꯥꯒꯠꯄ ꯋꯥꯔꯤ ꯅꯠꯇ꯭ꯔꯒ ꯋꯥꯔꯤ ꯂꯤꯕꯒꯤ ꯋꯥꯔꯤꯁꯤꯡ ꯌꯥꯎꯏ ꯃꯈꯣꯢꯁꯤꯡ ꯑꯁꯤ ꯑꯁꯦꯡꯕ ꯅꯠꯇ꯭ꯔꯒ ꯁꯥꯒꯠꯄ ꯑꯣꯏꯕ ꯃꯥꯂꯦꯝꯗ ꯌꯨꯝꯐꯝ ꯑꯣꯏꯕ ꯌꯥꯏ ꯑꯃꯁꯨꯡ ꯑꯌꯥꯝꯕꯅ ꯁꯦꯇꯤꯡ, ꯀꯦꯔꯦꯛꯇꯔ, ꯄ꯭ꯂꯣꯠ ꯑꯃꯁꯨꯡ ꯊꯤꯝꯁꯤꯡ ꯌꯥꯎꯏ꯫ ꯅꯟ-ꯐꯤꯛꯁꯟ: ꯖ꯭ꯌꯥꯟ ꯑꯁꯤꯅꯥ ꯍꯤꯁꯇꯔꯤ, ꯁꯥꯏꯟꯁ, ꯇ꯭ꯔꯥꯚꯦꯜ ꯅꯠꯇ꯭ꯔꯒ ꯕꯥꯏꯑꯣꯒ꯭ꯔꯥꯐꯤꯒꯨꯝꯕ ꯍꯤꯔꯝ ꯀꯌꯥꯗ ꯑꯁꯦꯡꯕ ꯑꯃꯁꯨꯡ ꯏꯟꯐꯣꯔꯃꯦꯇꯤꯕ ꯑꯣꯏꯕ ꯑꯏꯕ ꯌꯥꯎꯔꯤ꯫ ꯅꯟ-ꯐꯤꯛꯁꯟꯅ ꯄꯥꯔꯤꯕꯥ ꯃꯤꯑꯣꯏ ꯑꯗꯨꯗ ꯏꯟꯐꯣꯔꯃꯦꯁꯟ ꯑꯥꯏꯗꯤꯌꯥ ꯅꯠꯇ꯭ꯔꯒ ꯃꯔꯩ ꯌꯦꯠꯅꯕꯁꯤꯡ ꯌꯧꯍꯟꯅꯕ ꯄꯥꯟꯗꯝ ꯊꯝꯂꯤ꯫ ꯁꯩꯔꯦꯡ: ꯃꯁꯤ ꯑꯌꯥꯝꯕꯅ ꯏꯃꯣꯁꯟ, ꯑꯥꯏꯗꯤꯌꯥ ꯅꯠꯇ꯭ꯔꯒ ꯋꯥꯔꯤ ꯑꯃ ꯂꯤꯕꯥ ꯃꯇꯝꯗ ꯔꯤꯗꯃꯤꯛ, ꯏꯃꯦꯖꯤꯅꯦꯇꯤꯕ ꯅꯠꯇ꯭ꯔꯒ ꯑꯦꯕꯁꯇ꯭ꯔꯦꯛꯇ ꯑꯣꯏꯕꯥ ꯃꯑꯣꯡꯗ ꯂꯣꯜ ꯁꯤꯖꯤꯟꯅꯕ ꯁꯥꯍꯤꯇ꯭ꯌꯥꯒꯤ ꯑꯥꯔꯇꯀꯤ ꯃꯑꯣꯡ ꯑꯃꯅꯤ꯫ ꯌꯦꯟꯊꯣꯛꯂꯕ ꯗꯦꯇꯥꯕꯦꯖ ꯑꯃ ꯁꯤꯖꯤꯟꯅꯕꯒꯤ ꯀꯥꯟꯅꯕꯁꯤꯡ ꯑꯅꯤ ꯄꯟꯕꯤꯌꯨ꯫ ꯁ꯭ꯀꯦꯂꯦꯕꯤꯂꯤꯇꯤ: ꯌꯦꯟꯊꯣꯛꯂꯕ ꯗꯦꯇꯥꯕꯦꯖꯁꯤꯡ ꯑꯁꯤ ꯌꯥꯝꯅ ꯁ꯭ꯀꯦꯂꯦꯕꯜ ꯑꯣꯏ ꯃꯔꯝꯗꯤ ꯗꯦꯇꯥ ꯑꯁꯤ ꯃꯁꯤꯡ ꯌꯥꯝꯂꯕ ꯁꯔꯚꯔꯁꯤꯡ ꯑꯃꯁꯨꯡ ꯃꯐꯝꯁꯤꯡꯗ ꯁꯟꯗꯣꯛꯏ ꯃꯁꯤꯅ ꯍꯦꯟꯒꯠꯂꯛꯂꯤꯕ ꯗꯦꯇꯥꯒꯤ ꯃꯁꯤꯡꯁꯤꯡ ꯐꯖꯅ ꯍꯦꯟꯗꯅ ꯇꯧꯕ ꯑꯃꯁꯨꯡ ꯑꯍꯦꯟꯕ ꯄꯔꯐꯣꯃꯦꯟꯁ ꯇꯧꯕꯥ ꯌꯥꯍꯜꯂꯤ꯫ ꯃꯁꯤ ꯃꯔꯨꯑꯣꯏꯅ ꯃꯈꯣꯢꯅ ꯁꯦꯝꯒꯠꯄ ꯅꯠꯇ꯭ꯔꯒ ꯂꯧꯁꯤꯜꯂꯤꯕ ꯗꯦꯇꯥꯒꯤ ꯆꯥꯡ ꯑꯁꯤ ꯄꯥꯛꯊꯣꯛ ꯆꯥꯎꯊꯣꯛꯀꯅꯤ ꯍꯥꯢꯅ ꯊꯥꯖꯕ ꯍꯦꯟꯒꯠꯂꯛꯂꯤꯕ ꯕꯤꯖꯤꯅꯦꯁꯁꯤꯡꯒꯤꯗꯃꯛꯇ ꯀꯥꯟꯅꯕ ꯑꯣꯏꯕꯥ ꯌꯥꯏ꯫ ꯑꯦꯕꯤꯂꯤꯕꯤꯂꯤꯇꯤ ꯑꯃꯁꯨꯡ ꯐꯣꯜꯇ ꯇꯣꯂꯔꯦꯟꯁ ꯍꯦꯟꯒꯠꯂꯛꯄ: ꯗꯤꯁꯇ꯭ꯔꯤꯕ꯭ꯌꯨꯠ ꯇꯧꯔꯕ ꯗꯦꯇꯥꯕꯦꯖ ꯑꯃꯗ ꯗꯦꯇꯥ ꯑꯁꯤ ꯇꯣꯉꯥꯟ ꯇꯣꯉꯥꯟꯕ ꯁꯔꯚꯔꯁꯤꯡꯗ ꯌꯦꯟꯊꯣꯛꯏ ꯃꯁꯤꯅ ꯇꯥꯛꯄꯗꯤ ꯁꯔꯚꯔ ꯅꯠꯇ꯭ꯔꯒ ꯅꯦꯇꯋꯥꯔꯛ ꯑꯃꯍꯦꯛꯇꯅ ꯁꯣꯛꯍꯜꯂꯕ ꯃꯇꯝꯗ ꯗꯦꯇꯥ ꯑꯗꯨ ꯍꯧꯖꯤꯛꯁꯨ ꯑꯇꯣꯞꯄ ꯃꯐꯝꯁꯤꯡꯗꯒꯤ ꯑꯦꯛꯁꯦꯁ ꯇꯧꯕꯥ ꯌꯥꯏ꯫ ꯃꯁꯤꯅ ꯗꯦꯇꯥ ꯐꯪꯍꯟꯕꯥ ꯍꯦꯟꯒꯠꯍꯜꯂꯤ ꯑꯃꯁꯨꯡ ꯁꯤꯁꯇꯦꯝ ꯑꯁꯤ ꯍꯦꯟꯅ ꯐꯣꯜꯇ-ꯇꯣꯂꯦꯔꯦꯟꯇ ꯑꯣꯏꯍꯜꯂꯤ ꯃꯁꯤꯅ ꯗꯦꯇꯥ ꯑꯗꯨ ꯃꯇꯝ ꯄꯨꯝꯅꯃꯛꯇ ꯌꯨꯖꯔꯁꯤꯡꯗ ꯑꯦꯛꯁꯦꯁ ꯇꯧꯕꯥ ꯉꯝꯍꯜꯂꯤ ꯊꯣꯛꯄ ꯌꯥꯕ ꯇꯦꯛꯅꯤꯀꯦꯜꯒꯤ ꯑꯣꯏꯕ ꯏꯁꯨ ꯑꯃꯠꯇ ꯌꯦꯡꯗꯅ꯫